ꯏꯟꯄꯨꯠ ꯑꯗꯨꯕꯨ ꯁꯄꯣꯔꯠ ꯇꯧꯅꯕ ꯊꯥꯖꯕ ꯌꯥꯕ ꯑꯥꯔꯒꯨꯃꯦꯟꯇ ꯑꯃ ꯏꯌꯨ꯫ ꯑꯦꯖꯨꯀꯦꯇꯔꯁꯤꯡꯅ ꯃꯈꯣꯏꯅ ꯍꯣꯠꯅꯔꯤꯕꯁꯤꯡ ꯑꯗꯨ ꯃꯇꯤꯛ ꯆꯥꯅ ꯄꯤꯒꯗꯕꯅꯤ꯫ ꯈꯨꯟꯅꯥꯏ ꯑꯃꯒꯤ ꯑꯃꯁꯨꯡ ꯃꯁꯤꯒꯤ ꯅꯥꯒꯔꯤꯛꯁꯤꯡꯒꯤ ꯆꯥꯎꯈꯠ-ꯊꯧꯔꯥꯡꯗ ꯑꯦꯖꯨꯀꯦꯁꯟꯅ ꯑꯆꯧꯕ ꯊꯧꯗꯥꯡ ꯂꯧꯔꯤ, ꯑꯃꯁꯨꯡ ꯑꯦꯖꯨꯀꯦꯇꯔꯁꯤꯡ ꯑꯁꯤ ꯑꯦꯖꯨꯀꯦꯁꯟ ꯁꯤꯁꯇꯦꯝꯒꯤ ꯃꯀꯣꯛ ꯊꯣꯡꯕꯅꯤ꯫ ꯃꯈꯣꯏꯅ ꯃꯈꯣꯏꯒꯤ ꯃꯇꯝ ꯑꯃꯁꯨꯡ ꯏꯅꯔꯖꯤ ꯑꯗꯨ ꯃꯈꯣꯏꯒꯤ ꯃꯍꯩꯔꯣꯏꯁꯤꯡꯒꯤ ꯇꯨꯡꯒꯤ ꯐꯤꯕꯝ ꯁꯦꯝꯒꯠꯄꯗ ꯑꯃꯁꯨꯡ ꯃꯈꯣꯏꯕꯨ ꯈꯨꯟꯅꯥꯏꯒꯤ ꯃꯃꯜ ꯌꯥꯝꯂꯕ ꯃꯤꯍꯨꯠꯁꯤꯡ ꯑꯣꯏꯅꯕ ꯁꯦꯝ ꯁꯥꯕꯗ ꯊꯥꯗꯔꯤ꯫ ꯃꯈꯣꯏꯅ ꯍꯣꯠꯅꯔꯤꯕꯁꯤꯡ ꯑꯗꯨ ꯃꯇꯤꯛ ꯆꯥꯅ ꯄꯤꯕ ꯍꯥꯏꯕꯁꯤ ꯆꯨꯝꯃꯤ ꯫ ꯑꯦꯖꯨꯀꯦꯇꯔꯁꯤꯡꯕꯨ ꯃꯑꯣꯡ ꯆꯨꯝꯅ ꯀꯝꯄꯦꯟꯁꯦꯁꯟ ꯄꯤꯕꯅ ꯑꯣꯖꯥꯁꯤꯡ ꯃꯁꯥꯃꯛ ꯈꯛꯇꯥ ꯅꯠꯇꯅ ꯑꯦꯖꯨꯀꯦꯁꯟ ꯁꯤꯁꯇꯦꯝ ꯑꯃꯁꯨꯡ ꯈꯨꯟꯅꯥꯏ ꯑꯄꯨꯟꯕꯗꯁꯨ ꯀꯥꯟꯅꯕ ꯀꯌꯥ ꯑꯃ ꯄꯤꯔꯤ꯫ ꯑꯦꯖꯨꯀꯦꯇꯔꯁꯤꯡꯕꯨ ꯃꯇꯤꯛ ꯆꯥꯅ ꯄꯤꯕ ꯃꯇꯝꯗ ꯃꯈꯣꯏꯅ ꯈ꯭ꯋꯥꯏꯗꯒꯤ ꯐꯕꯥ ꯃꯑꯣꯡꯗ ꯊꯕꯛ ꯇꯧꯅꯕ ꯄꯨꯛꯅꯤꯡ ꯊꯧꯒꯠꯄ ꯍꯦꯜꯂꯤ꯫ ꯃꯁꯤꯅ ꯃꯍꯩꯔꯣꯏꯁꯤꯡꯒꯤꯡ ꯃꯍꯧ ꯃꯍꯩ-ꯃꯁꯤꯡꯒꯤ ꯃꯒꯨꯟ ꯍꯦꯟꯅ ꯐꯒꯠꯍꯜꯂꯤ, ꯑꯃꯁꯨꯡ ꯃꯁꯤꯒꯤ ꯃꯇꯨꯡ ꯏꯟꯅ ꯍꯦꯟꯅ ꯐꯕꯥ ꯃꯍꯩ-ꯃꯁꯤꯡ ꯑꯃꯁꯨꯡ ꯍꯩꯊꯣꯏ-ꯁꯤꯡꯊꯣꯏꯕ ꯋꯥꯔꯛꯐꯣꯔꯁ ꯑꯃ ꯄꯨꯔꯛꯏ꯫ ꯃꯁꯤꯗ ꯅꯠꯇꯅ ꯑꯦꯖꯨꯀꯦꯇꯔꯁꯤꯡꯗ ꯃꯇꯤꯛ ꯆꯥꯅ ꯀꯝꯄꯦꯟꯁꯦꯁꯟ ꯄꯤꯔꯛꯄ ꯃꯇꯝꯗ ꯇꯤꯆꯤꯡ ꯄ꯭ꯔꯣꯐꯦꯁꯟ ꯑꯁꯤ ꯀ꯭ꯋꯥꯂꯤꯐꯥꯏꯗ ꯑꯃꯁꯨꯡ ꯇꯦꯂꯦꯟꯇꯥ ꯂꯩꯕ ꯃꯤꯑꯣꯏꯁꯤꯡꯗ ꯍꯦꯟꯅ ꯄꯨꯛꯅꯤꯡ ꯆꯤꯡꯁꯤꯜꯂꯤ꯫ ꯃꯁꯤꯅ ꯇꯥꯛꯄꯗꯤ ꯑꯦꯖꯨꯀꯦꯁꯟ ꯁꯤꯁꯇꯦꯝꯗꯥ ꯈꯟꯒꯗꯕ ꯑꯐꯕꯥ ꯑꯣꯖꯥꯁꯤꯡꯒꯤ ꯑꯆꯧꯕ ꯄꯨꯜ ꯑꯃ ꯂꯩꯒꯅꯤ, ꯃꯗꯨ ꯃꯍꯩꯔꯣꯏꯁꯤꯡ ꯑꯃꯁꯨꯡ ꯑꯦꯖꯨꯀꯦꯁꯟ ꯁꯤꯁꯇꯦꯝꯒꯤꯗꯃꯛꯇꯗꯤ ꯑꯐꯕꯥ ꯋꯥꯐꯝ ꯑꯃ ꯑꯣꯏꯕ ꯌꯥꯏ꯫ ꯃꯁꯤꯒꯤ ꯃꯊꯛꯇ, ꯑꯦꯖꯨꯀꯦꯇꯔꯁꯤꯡꯅ ꯑꯌꯥꯝꯕꯅ ꯃꯈꯣꯏ ꯃꯁꯥꯒꯤ ꯁꯦꯟꯐꯝ ꯀ꯭ꯂꯥꯁꯔꯨꯝꯒꯤ ꯁꯞꯄ꯭ꯂꯥꯏꯁꯤꯡ ꯑꯃꯁꯨꯡ ꯃꯆꯥꯛꯁꯤꯡꯗ ꯁꯤꯖꯤꯟꯉꯗꯕꯅꯤ꯫ ꯃꯈꯣꯏꯗ ꯃꯇꯤꯛ ꯆꯥꯅ ꯀꯝꯄꯦꯟꯁꯦꯁꯟ ꯄꯤꯔꯛꯄ ꯃꯇꯝꯗ ꯑꯣꯖꯥꯁꯤꯡꯅ ꯃꯈꯣꯏꯒꯤ ꯃꯍꯩꯔꯣꯏꯁꯤꯡꯗ ꯍꯦꯟꯅ ꯁꯦꯜ ꯊꯥꯗꯕ ꯉꯝꯃꯤ ꯑꯃꯁꯨꯡ ꯃꯈꯣꯏꯗ ꯈ꯭ꯋꯥꯏꯗꯒꯤ ꯐꯕꯥ ꯃꯍꯩ-ꯃꯁꯤꯡꯒꯤ ꯑꯦꯛꯁꯄꯤꯔꯤꯌꯦꯟꯁ ꯄꯤꯕ ꯉꯝꯃꯤ꯫ ꯂꯣꯏꯁꯤꯜꯂꯛꯄꯗ, ꯑꯦꯖꯨꯀꯦꯇꯔꯁꯤꯡꯅ ꯃꯈꯣꯏꯅ ꯍꯣꯠꯅꯔꯤꯕꯁꯤꯡ ꯑꯗꯨꯒꯤꯗꯃꯛ ꯃꯇꯤꯛ ꯆꯥꯅ ꯀꯝꯄꯦꯟꯁꯦꯁꯟ ꯄꯤꯒꯗꯕ ꯌꯥꯝꯅ ꯊꯥꯖꯅꯤꯡꯉꯥꯏ ꯑꯣꯏꯕ ꯃꯔꯝ ꯀꯌꯥ ꯂꯩꯔꯤ꯫ ꯃꯈꯣꯏꯅ ꯈꯨꯟꯅꯥꯏꯒꯤ ꯇꯨꯡꯒꯤ ꯐꯤꯕꯝ ꯁꯦꯝꯒꯠꯄꯗ ꯇꯉꯥꯏꯐꯗꯕ ꯊꯧꯗꯥꯡ ꯂꯧꯔꯤ ꯑꯃꯁꯨꯡ ꯃꯈꯣꯏꯒꯤ ꯀꯟꯅꯥ ꯍꯣꯠꯅꯕ ꯑꯃꯁꯨꯡ ꯀꯠꯊꯣꯛꯄꯒꯤꯗꯃꯛ ꯅꯤꯡꯊꯤꯅ ꯃꯥꯅ ꯐꯪꯐꯝ ꯊꯣꯛꯏ꯫ ꯖꯦꯅꯦꯔꯦꯇꯤꯚ ꯄ꯭ꯔꯤ-ꯇ꯭ꯔꯦꯟ ꯇ꯭ꯔꯥꯟꯁꯐꯣꯃꯔꯒꯤ ꯃꯣꯗꯦꯜ ꯑꯁꯤ ꯇꯦꯁ ꯇꯧꯅꯕ ꯃꯈꯥꯗ ꯄꯤꯔꯤꯕ ꯏꯟꯁꯇ꯭ꯔꯛꯁꯟꯁꯤꯡ ꯑꯁꯤꯒꯤ ꯏꯟꯄꯨꯠ ꯄꯤꯌꯨ꯫ ꯏꯟꯁꯇ꯭ꯔꯛꯁꯟ: ꯄꯤꯔꯤꯕ ꯑꯥꯔꯇꯤꯀꯜ ꯑꯗꯨꯒꯤ ꯃꯇꯥꯡꯗ ꯁꯝꯖꯤꯟꯅꯧ꯫ ꯏꯟꯄꯨꯠ: ꯃꯤꯑꯣꯏꯕꯒꯤ ꯂꯧꯁꯤꯡ ꯑꯁꯤꯅ ꯆꯍꯤ ꯂꯤꯁꯤꯡ ꯀꯌꯥꯗꯒꯤ ꯃꯁꯤꯒꯤ ꯃꯑꯣꯡ ꯃꯇꯧ ꯑꯃꯁꯨꯡ ꯇꯧꯕ ꯉꯝꯕꯁꯤꯡ ꯑꯁꯤ ꯈꯪꯅꯕ ꯍꯣꯠꯅꯔꯤꯕ ꯁꯥꯏꯟꯇꯤꯁꯠꯁꯤꯡꯕꯨ ꯄꯨꯛꯅꯤꯡ ꯆꯤꯡꯁꯤꯜꯂꯤ꯫ ꯇꯦꯛꯅꯣꯂꯣꯖꯤꯗ ꯑꯍꯣꯡꯕ ꯄꯨꯔꯛꯄꯅ ꯑꯩꯈꯣꯏꯗ ꯃꯁꯥ ꯃꯊꯟꯇ ꯑꯀꯛꯅꯕ ꯊꯕꯛ ꯈꯔ ꯄꯥꯡꯊꯣꯛꯄ ꯇꯝꯕ ꯉꯝꯕ ꯁꯛꯇꯤ ꯂꯩꯕ ꯑꯥꯔꯇꯤꯐꯤꯁꯤꯌꯦꯜ ꯏꯟꯇꯤꯂꯤꯖꯦꯟꯁ ꯃꯦꯁꯤꯟ ꯂꯔꯅꯤꯡꯗ ꯍꯟꯗꯛꯇ ꯂꯥꯛꯈꯤꯕ ꯑꯍꯣꯡꯕꯁꯤꯡ ꯑꯁꯤꯅ ꯃꯈꯣꯏꯕꯨ ꯔꯤꯑꯦꯜ-ꯋꯥꯔꯜꯗꯒꯤ ꯊꯕꯛꯁꯤꯡꯗ ꯁꯤꯖꯤꯟꯅꯕ ꯉꯃꯍꯜꯂꯦ, ꯃꯗꯨꯗꯤ ꯏꯃꯦꯖꯁꯤꯡꯗ ꯄꯣꯠꯁꯤꯡ ꯈꯪꯕ ꯑꯃꯁꯨꯡ ꯋꯥꯔꯦꯞ ꯂꯧꯕꯒꯤ ꯃꯑꯣꯡ ꯈꯔꯗ ꯐꯥꯎꯕ ꯑꯣꯇꯣꯃꯦꯇꯤꯛ ꯑꯣꯏꯍꯟꯕ ꯉꯝꯍꯜꯂꯦ꯫ ꯑꯥꯔꯇꯤꯀꯜ ꯑꯁꯤꯅ ꯃꯤꯑꯣꯏꯕꯒꯤ ꯋꯈꯜ ꯂꯧꯁꯤꯡꯒꯤ ꯃꯇꯥꯡꯗ ꯋꯈꯜ ꯋꯥꯕ ꯑꯃꯁꯨꯡ ꯃꯁꯤꯕꯨ ꯂꯧꯁꯤꯟꯅꯕ ꯁꯥꯏꯟꯇꯤꯁꯠꯁꯤꯡꯅ ꯍꯣꯠꯅꯔꯤꯕ ꯑꯁꯤꯒꯤ ꯃꯇꯥꯡꯗ ꯈꯟꯅꯔꯤ꯫ ꯇꯦꯛꯅꯣꯂꯣꯖꯤꯒꯤ ꯃꯇꯦꯡꯅ ꯃꯁꯥ ꯃꯊꯟꯇ ꯑꯀꯛꯅꯕ ꯊꯕꯛꯁꯤꯡ ꯄꯥꯡꯊꯣꯀꯄꯥ ꯉꯝꯕꯥ ꯑꯥꯔꯇꯤꯐꯤꯁꯤꯌꯦꯜ꯫